ꯇꯥꯏꯝꯁ ꯁ꯭ꯀꯋꯥꯔꯗ ꯈꯣꯡꯅ ꯆꯠꯂꯨ꯫ ꯀꯔꯤꯒꯨꯝꯕ ꯅꯍꯥꯛꯅ ꯅ꯭ꯌꯨ ꯌꯣꯔꯛ ꯁꯤꯇꯤꯒꯤ ꯍꯨꯔꯥꯟꯕ ꯊꯤꯔꯕꯗꯤ ꯇꯥꯏꯝꯁ ꯁ꯭ꯀꯋꯥꯔ ꯑꯁꯤ ꯆꯠꯀꯗꯕ ꯃꯐꯝꯅꯤ꯫ ꯃꯁꯤꯒꯤ ꯃꯉꯥꯜ ꯌꯥꯝꯅ ꯇꯥꯕ ꯃꯉꯥꯜꯁꯤꯡ, ꯁ꯭ꯇꯔꯤꯠ ꯄꯔꯐꯣꯔꯃꯔꯁꯤꯡ ꯑꯃꯁꯨꯡ ꯂꯣꯏꯕ ꯅꯥꯏꯗꯕ ꯁꯣꯄꯤꯡ ꯑꯃꯁꯨꯡ ꯗꯥꯏꯅꯤꯡ ꯑꯣꯞꯁꯟꯁꯤꯡ ꯑꯁꯤꯅ ꯚꯤꯖꯤꯇꯔ ꯈꯨꯗꯤꯡꯃꯛꯅ ꯌꯦꯡꯕ ꯌꯥꯕ ꯃꯐꯝ ꯑꯃꯅꯤ꯫ ꯑꯆꯧꯕ ꯆꯤꯟꯖꯥꯛ ꯅꯨꯡꯉꯥꯏꯕ: ꯅ꯭ꯌꯨ ꯌꯣꯔꯛ ꯁꯤꯇꯤꯗ ꯂꯝꯕꯤꯗ ꯆꯥꯛ ꯊꯣꯡꯕꯗꯒꯤ ꯍꯧꯔꯒ ꯑꯐꯕ ꯆꯥꯛꯁꯪ ꯐꯥꯎꯕ ꯃꯈꯜ ꯀꯌꯥꯒꯤ ꯔꯦꯁ꯭ꯇꯣꯔꯦꯟꯠꯁꯤꯡ ꯂꯩꯔꯤ꯫ ꯄꯤꯖ꯭ꯖꯥ ꯑꯃꯁꯨꯡ ꯕꯦꯒꯦꯜꯒꯨꯝꯕ ꯅ꯭ꯌꯨ ꯌꯣꯔꯛꯀꯤ ꯃꯃꯤꯡ ꯂꯩꯔꯕ ꯆꯤꯟꯖꯥꯛ ꯈꯔꯗꯤ ꯁꯣꯏꯗꯅ ꯍꯣꯠꯅꯕꯤꯌꯨ꯫ ꯕ꯭ꯔꯣꯗꯋꯦꯌꯔ ꯁꯣ ꯑꯃ ꯌꯦꯡꯕꯤꯌꯨ: ꯅꯍꯥꯛꯀꯤ ꯏꯃꯨꯡ ꯃꯅꯨꯡꯕꯨ ꯕ꯭ꯔꯣꯗꯋꯦꯌꯔ ꯁꯣ ꯑꯃ ꯌꯦꯡꯅꯕ ꯂꯧꯕꯤꯌꯨ, ꯃꯁꯤ ꯅꯍꯥꯛꯅ ꯀꯥꯎꯔꯣꯏꯗꯕ ꯑꯈꯟꯅꯕ ꯑꯦꯛꯁꯄꯔꯤꯌꯦꯟꯁ ꯑꯃꯅꯤ꯫ ꯃꯤꯑꯣꯏ ꯈꯨꯗꯤꯡꯃꯛ ꯑꯃꯁꯨꯡ ꯆꯍꯤ ꯈꯨꯗꯤꯡꯒꯤ ꯆꯨꯅꯕ ꯁꯣꯁꯤꯡ ꯂꯩꯔꯤ, ꯁꯨꯞꯅꯇꯒꯤ ꯍꯥꯟꯅ ꯕꯨꯀꯤꯡ ꯇꯧꯕ ꯁꯣꯏꯗꯅ ꯇꯧꯕꯤꯌꯨ꯫ ꯃꯁꯤ ꯅꯍꯥꯛꯀꯤ ꯏꯃꯨꯡꯒ ꯂꯣꯏꯅꯅ ꯅ꯭ꯌꯨ ꯌꯣꯔꯛ ꯁꯤꯇꯤꯗ ꯇꯧꯒꯗꯕ ꯊꯕꯛ ꯀꯌꯥꯒꯤ ꯃꯅꯨꯡꯗ ꯈꯔꯈꯛꯇꯅꯤ꯫ ꯃ꯭ꯌꯨꯖꯤꯌꯝꯁꯤꯡ, ꯄꯥꯔꯛꯁꯤꯡ, ꯂꯝꯀꯣꯏꯐꯝꯁꯤꯡ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯃꯐꯝꯁꯤꯡꯒ ꯂꯣꯏꯅꯅ ꯁꯍꯔ ꯑꯁꯤꯅ ꯃꯤꯄꯨꯝ ꯈꯨꯗꯤꯡꯃꯛꯀꯤꯗꯃꯛ ꯀꯔꯤꯒꯨꯝꯕ ꯈꯔ ꯄꯤꯔꯤ꯫ ꯑꯗꯣꯝꯒꯤ ꯈꯣꯡꯆꯠ ꯑꯗꯨ ꯅꯨꯡꯉꯥꯏꯕꯤꯌꯨ꯫ ꯃꯈꯥꯗ ꯄꯤꯔꯤꯕ ꯁꯥ ꯑꯍꯨꯝ ꯑꯁꯤꯒꯤ ꯀꯃꯟ ꯑꯣꯏꯕ ꯊꯤꯝ ꯑꯗꯨ ꯐꯣꯡꯗꯣꯛꯄꯤꯌꯨ꯫ ꯄꯦꯡꯒꯨꯏꯟ, ꯄꯣꯂꯥꯔ ꯕꯦꯌꯥꯔ, ꯋꯥꯜꯔꯁ꯫ ꯄꯦꯡꯒꯨꯏꯟ, ꯄꯣꯂꯥꯔ ꯕꯦꯌꯥꯔ ꯑꯃꯁꯨꯡ ꯋꯥꯂꯔꯁ ꯍꯥꯏꯔꯤꯕ ꯁꯥ ꯑꯍꯨꯝ ꯑꯁꯤꯒꯤ ꯀꯃꯟ ꯑꯣꯏꯕ ꯊꯤꯝꯗꯤ ꯃꯈꯣꯏ ꯄꯨꯝꯅꯃꯛ ꯑꯁꯤ ꯅꯣꯡꯖꯨ-ꯅꯨꯡꯁꯥꯒꯤ ꯑꯀꯣꯏꯕꯗ ꯌꯥꯝꯅ ꯆꯨꯁꯤꯟꯅꯩ ꯑꯃꯁꯨꯡ ꯏꯁꯤꯡ ꯅꯨꯡꯁꯤꯠꯀꯤ, ꯄꯣꯂꯥꯔ ꯍꯥꯏꯕꯦꯠꯁꯤꯡꯗ ꯍꯤꯡꯏ꯫ ꯄꯦꯡꯒꯨꯏꯟ ꯑꯃꯁꯨꯡ ꯋꯥꯜꯔꯁ ꯑꯁꯤ ꯅꯣꯔꯊ ꯑꯃꯁꯨꯡ ꯁꯥꯎꯊ ꯄꯣꯜ ꯑꯅꯤꯃꯛꯇ ꯂꯩ, ꯑꯗꯨꯒ ꯄꯣꯂꯥꯔ ꯕꯦꯌꯥꯔ ꯑꯁꯤ ꯑꯥꯔꯛꯇꯤꯛ ꯔꯤꯖꯟꯁꯤꯡ ꯈꯛꯇꯗ ꯐꯪꯏ꯫ ꯁꯥꯁꯤꯡ ꯑꯁꯤꯒꯤ ꯑꯈꯟꯅꯕ ꯍꯛꯆꯥꯡꯒꯤ ꯃꯑꯣꯡ-ꯃꯇꯧ ꯑꯃꯁꯨꯡ ꯂꯝꯆꯠ-ꯁꯥꯖꯠꯁꯤꯡ ꯂꯩ, ꯃꯗꯨꯅ ꯃꯈꯣꯏꯕꯨ ꯑꯀꯟꯕ, ꯅꯣꯡꯖꯨ-ꯅꯨꯡꯁꯥꯒꯤ ꯐꯤꯚꯝꯁꯤꯡꯗ ꯍꯤꯡꯍꯅꯕ ꯉꯝꯍꯜꯂꯤ꯫ ꯌꯨꯖꯔꯗ ꯑꯀꯛꯅꯕ ꯁꯍꯔ ꯑꯃꯗ ꯍꯣꯇꯦꯜꯁꯤꯡ ꯊꯤꯕꯗ ꯃꯇꯦꯡ ꯄꯥꯡꯒꯗꯕ ꯆꯦꯠꯕꯣꯠ ꯑꯃ ꯁꯦꯝꯅꯕ ꯖꯦꯅꯦꯔꯦꯇꯤꯕ ꯄ꯭ꯔꯤ- ꯇ꯭ꯔꯦꯟ ꯇ꯭ꯔꯥꯟꯁꯐꯣꯔꯃꯔ ꯌꯨꯖꯔꯅ ꯑꯀꯛꯅꯕ ꯁꯍꯔ ꯑꯃꯗ ꯍꯣꯇꯦꯜꯁꯤꯡ ꯊꯤꯕꯗ ꯃꯇꯦꯡ ꯄꯥꯡꯕ ꯆꯦꯠꯕꯣꯠ ꯑꯃ ꯁꯦꯝꯒꯠꯅꯕ ꯖꯦꯅꯦꯔꯦꯇꯤꯕ ꯄ꯭ꯔꯤ- ꯇ꯭ꯔꯦꯟ ꯇ꯭ꯔꯥꯟꯁꯐꯣꯔꯃꯔ ꯒꯤ ꯃꯣꯗꯦꯜ ꯑꯃ ꯗꯤꯖꯥꯏꯟ ꯇꯧꯅꯕꯒꯤꯗꯃꯛ ꯑꯩꯈꯣꯏꯅ ꯑꯍꯥꯟꯕꯗ ꯃꯔꯤ ꯂꯩꯅꯕ ꯗꯦꯇꯥ ꯈꯣꯝꯖꯤꯟꯕ ꯃꯊꯧ ꯇꯥꯒꯅꯤ꯫ ꯗꯦꯇꯥ ꯑꯁꯤꯗ ꯑꯀꯛꯅꯕ ꯁꯍꯔ ꯅꯠꯇ꯭ꯔꯒ ꯁꯍꯔ ꯑꯃꯒꯤ ꯍꯣꯇꯦꯜꯒꯤ ꯃꯃꯤꯡ, ꯃꯐꯝꯁꯤꯡ, ꯈꯨꯗꯣꯡꯆꯥꯕꯁꯤꯡ, ꯔꯦꯇꯤꯡꯁꯤꯡ, ꯑꯃꯁꯨꯡ ꯃꯃꯜꯁꯤꯡ ꯌꯥꯎꯒꯅꯤ꯫ ꯗꯦꯇꯥ ꯑꯁꯤ ꯍꯣꯇꯦꯜ ꯕꯨꯀꯤꯡ ꯋꯦꯕꯁꯥꯏꯠꯁꯤꯡ, ꯔꯤꯚꯤꯌꯨ ꯁꯥꯏꯠꯁꯤꯡ, ꯑꯃꯁꯨꯡ ꯂꯣꯀꯦꯜ ꯇꯨꯔꯤꯖꯝ ꯕꯣꯔꯗꯁꯤꯡꯗꯒꯤ ꯂꯧꯕ ꯌꯥꯒꯅꯤ꯫ ꯗꯦꯇꯥ ꯈꯣꯝꯖꯤꯜꯂꯕ ꯃꯇꯨꯡꯗ, ꯃꯗꯨꯒꯤ ꯃꯇꯨꯡꯗ ꯑꯩꯈꯣꯏꯅ ꯖꯦꯅꯦꯔꯦꯇꯤꯕ ꯄ꯭ꯔꯤ- ꯇ꯭ꯔꯦꯟ ꯇ꯭ꯔꯥꯟꯁꯐꯣꯔꯃꯔ ꯒꯤ ꯃꯣꯗꯦꯜ ꯑꯗꯨ ꯗꯦꯇꯥ ꯑꯗꯨꯗ ꯇ꯭ꯔꯦꯟ ꯇꯧꯕ ꯌꯥꯏ, ꯃꯁꯤꯅ ꯍꯣꯇꯦꯜ ꯏꯟꯗꯁꯇ꯭ꯔꯤꯒ ꯃꯔꯤ ꯂꯩꯅꯕ ꯂꯣꯜ ꯑꯃꯁꯨꯡ ꯋꯥꯍꯩꯁꯤꯡ ꯑꯗꯨ ꯈꯪꯕ ꯉꯝꯒꯅꯤ꯫ ꯃꯁꯤꯗ ꯍꯣꯇꯦꯜꯁꯤꯡ ꯊꯤꯕ ꯃꯇꯝꯗ ꯌꯨꯖꯔꯁꯤꯡꯅ ꯊꯦꯡꯅꯔꯛꯄ ꯌꯥꯕ ꯀꯃꯟ ꯑꯣꯏꯕ ꯋꯥꯍꯪꯁꯤꯡꯒꯤ ꯃꯇꯥꯡꯗ ꯃꯣꯗꯦꯜ ꯑꯁꯤ ꯇ꯭ꯔꯦꯅꯤꯡ ꯄꯤꯕ ꯌꯥꯎꯒꯅꯤ, ꯃꯈꯣꯏꯁꯤꯡ ꯑꯗꯨꯗꯤ: ꯁꯍꯔꯒꯤ ꯃꯃꯤꯡ ꯗ ꯀꯔꯤ ꯍꯣꯇꯦꯜꯁꯤꯡ ꯐꯪꯂꯤꯕꯒꯦ?